ꯑꯐꯕ ꯃꯦꯅꯦꯖꯔ ꯑꯃꯒꯤ ꯃꯒꯨꯟ ꯈꯔꯗꯤ ꯂꯤꯁ꯭ꯠ ꯇꯧꯕꯤꯌꯨ꯫ ꯑꯐꯕ ꯃꯦꯅꯦꯖꯔ ꯑꯃꯅ ꯃꯈꯣꯏꯕꯨ ꯏꯐꯦꯛꯇꯤꯕ ꯑꯣꯏꯅ ꯂꯨꯆꯤꯡꯕ ꯉꯝꯒꯗꯕ ꯃꯔꯨꯑꯣꯏꯕ ꯃꯒꯨꯟ ꯀꯌꯥ ꯑꯃ ꯂꯩꯒꯗꯕꯅꯤ꯫ ꯃꯈꯥꯗ ꯄꯤꯔꯤꯕ ꯈ꯭ꯋꯥꯏꯗꯒꯤ ꯃꯔꯨꯑꯣꯏꯕ ꯃꯒꯨꯟ ꯈꯔꯗꯤ ꯃꯈꯥꯗ ꯄꯤꯔꯤ - ꯑꯐꯕ ꯀꯝꯃ꯭ꯌꯨꯅꯤꯀꯦꯁꯟ ꯁ꯭ꯀꯤꯜꯁꯤꯡ - ꯑꯐꯕ ꯃꯦꯅꯦꯖꯔ ꯑꯃꯅ ꯋꯥꯍꯩ ꯑꯃꯁꯨꯡ ꯑꯏꯕ ꯑꯅꯤꯃꯛꯇ ꯏꯐꯦꯛꯇꯤꯚ ꯑꯣꯏꯅ ꯄꯥꯎ ꯐꯥꯎꯗꯣꯛ-ꯐꯥꯎꯖꯤꯟ ꯇꯧꯕ ꯉꯝꯕ ꯑꯣꯏꯒꯗꯕꯅꯤ ꯑꯃꯁꯨꯡ ꯏꯟꯐꯣꯔꯃꯦꯁꯟ ꯑꯗꯨ ꯃꯌꯦꯛ ꯁꯦꯡꯅ ꯑꯃꯁꯨꯡ ꯆꯨꯝꯅ ꯄꯤꯕ ꯉꯝꯕ ꯑꯣꯏꯒꯗꯕꯅꯤ꯫ ꯁ꯭ꯇꯔꯦꯇꯦꯖꯤꯛ ꯊꯤꯡꯀꯤꯡ - ꯑꯐꯕ ꯃꯦꯅꯦꯖꯔ ꯑꯃꯅ ꯁ꯭ꯇꯔꯦꯇꯦꯖꯤꯛ ꯑꯣꯏꯅ ꯈꯅꯕꯥ ꯉꯝꯒꯗꯕꯅꯤ, ꯑꯦꯛꯁꯟꯁꯤꯡ ꯑꯃꯁꯨꯡ ꯋꯥꯔꯦꯞꯁꯤꯡꯒꯤ ꯃꯇꯝ ꯁꯥꯡꯅ ꯆꯠꯀꯗꯕ ꯋꯥꯐꯝꯁꯤꯡ ꯑꯗꯨ ꯑꯦꯁꯦꯁ ꯇꯧꯕ ꯉꯝꯕ ꯑꯣꯏꯒꯗꯕꯅꯤ, ꯑꯃꯁꯨꯡ ꯇꯨꯡꯗ ꯂꯥꯛꯀꯗꯕ ꯁꯤꯡꯅꯕꯁꯤꯡ ꯑꯃꯁꯨꯡ ꯈꯨꯗꯣꯡꯆꯥꯕꯁꯤꯡ ꯌꯦꯡꯂꯒ ꯊꯧꯔꯥꯡꯁꯤꯡ ꯁꯦꯝꯒꯠꯄ ꯉꯝꯒꯗꯕꯅꯤ꯫ ꯋꯥꯔꯦꯞ ꯂꯧꯕ - ꯑꯐꯕ ꯃꯦꯅꯦꯖꯔ ꯑꯗꯨ ꯑꯔꯨꯕ ꯅꯠꯇꯔꯒ ꯁꯣꯏꯗ-ꯉꯥꯝꯗꯕ ꯐꯤꯚꯝꯁꯤꯡꯗꯁꯨ ꯑꯐꯕ ꯋꯥꯔꯦꯞ ꯂꯧꯕ ꯉꯝꯒꯗꯕꯅꯤ ꯑꯃꯁꯨꯡ ꯃꯈꯣꯏꯒꯤ ꯋꯥꯔꯦꯞꯁꯤꯡꯒꯤ ꯐꯜꯁꯤꯡꯒꯤ ꯗꯥꯏꯇꯥ ꯂꯧꯕ ꯉꯝꯒꯗꯕꯅꯤ꯫ ꯂꯤꯗꯔꯁꯤꯞ - ꯑꯐꯕ ꯃꯦꯅꯦꯖꯔ ꯑꯃꯅ ꯃꯈꯣꯏꯒꯤ ꯇꯤꯝꯕꯨ ꯏꯊꯤꯜ ꯄꯤꯕ ꯑꯃꯁꯨꯡ ꯄꯨꯛꯅꯤꯡ ꯊꯧꯒꯠꯄ ꯉꯝꯒꯗꯕꯅꯤ, ꯈꯨꯗꯝ ꯑꯣꯏꯅ ꯂꯨꯆꯤꯡꯕ ꯑꯃꯁꯨꯡ ꯀꯝꯄꯦꯅꯤꯒꯤ ꯄꯥꯟꯗꯝꯁꯤꯡꯗ ꯑꯆꯦꯠꯄ ꯊꯕꯛ ꯇꯧꯕꯒꯤ ꯊꯧꯑꯣꯡ ꯑꯃꯁꯨꯡ ꯀꯝꯃꯤꯠꯃꯦꯟꯇ ꯎꯠꯄ ꯉꯝꯒꯗꯕꯅꯤ꯫ ꯏꯟꯇꯔꯄꯔꯁꯣꯅꯦꯜ ꯁ꯭ꯀꯤꯜꯁꯤꯡ - ꯑꯐꯕ ꯃꯦꯅꯦꯖꯔ ꯑꯃꯅ ꯃꯈꯣꯏꯒꯤ ꯃꯈꯥꯗ ꯂꯩꯕ ꯃꯤꯑꯣꯏꯁꯤꯡ, ꯊꯕꯛ ꯇꯧꯃꯤꯟꯅꯔꯤꯕꯁꯤꯡ ꯑꯃꯁꯨꯡ ꯃꯊꯛꯇ ꯂꯩꯕꯥꯃꯤꯑꯣꯏꯁꯤꯡꯒ ꯑꯆꯦꯠꯄ, ꯄꯣꯖꯤꯇꯤꯚ ꯑꯣꯏꯕ ꯃꯔꯤꯁꯤꯡ ꯁꯦꯝꯒꯠꯄ ꯉꯝꯒꯗꯕꯅꯤ, ꯑꯃꯁꯨꯡ ꯋꯥꯊꯣꯛꯁꯤꯡ ꯏꯐꯦꯛꯇꯤꯕ ꯑꯣꯏꯅ ꯃꯦꯅꯦꯖ ꯇꯧꯕ ꯉꯝꯕ ꯑꯃꯁꯨꯡ ꯁꯣꯂꯨꯁꯟꯁꯤꯡ ꯋꯥꯔꯤ ꯁꯥꯅꯕ ꯉꯝꯕ ꯑꯣꯏꯒꯗꯕꯅꯤ꯫ ꯑꯦꯗꯞꯇꯦꯕꯤꯂꯤꯇꯤ - ꯑꯐꯕ ꯃꯦꯅꯦꯖꯔ ꯑꯃꯅ ꯍꯣꯡꯂꯛꯂꯤꯕ ꯐꯤꯚꯝꯁꯤꯡꯗ ꯑꯦꯗꯞꯇꯦꯕꯜ ꯑꯣꯏꯕ ꯉꯝꯕ, ꯐ꯭ꯂꯦꯛꯁꯤꯕꯤꯂꯤꯇꯤ ꯑꯃꯁꯨꯡ ꯃꯈꯣꯏꯒꯤ ꯈꯣꯡꯗ ꯋꯥꯈꯜ ꯈꯟꯕ ꯉꯝꯕ ꯎꯠꯄ ꯉꯝꯒꯗꯕꯅꯤ꯫ ꯃꯇꯝ ꯂꯦꯞꯄ - ꯑꯐꯕ ꯃꯦꯅꯦꯖꯔ ꯑꯃꯅ ꯊꯕꯛꯁꯤꯡꯕꯨ ꯏꯐꯦꯛꯇꯤꯕ ꯑꯣꯏꯅ ꯃꯔꯨ ꯑꯣꯏꯅ ꯂꯧꯕ ꯉꯝꯒꯗꯕꯅꯤ ꯑꯃꯁꯨꯡ ꯃꯈꯣꯏꯒꯤ ꯃꯇꯝ ꯃꯦꯅꯦꯖ ꯇꯧꯕ ꯉꯝꯒꯗꯕꯅꯤ, ꯃꯈꯣꯏꯅ ꯑꯔꯣꯏꯕ ꯃꯇꯝ ꯌꯧꯕ ꯉꯝꯕ ꯑꯃꯁꯨꯡ ꯃꯈꯣꯏꯒꯤ ꯄꯥꯟꯗꯝꯁꯤꯡ ꯐꯪꯍꯟꯕ ꯉꯝꯕ ꯑꯣꯏꯒꯗꯕꯅꯤ꯫ ꯗꯦꯂꯤꯒꯦꯁꯟ - ꯑꯐꯕ ꯃꯦꯅꯦꯖꯔ ꯑꯃꯅ ꯊꯕꯛꯁꯤꯡ ꯏꯐꯦꯛꯇꯤꯕ ꯑꯣꯏꯅ ꯗꯦꯂꯤꯒꯦꯠ ꯇꯧꯕ ꯉꯝꯒꯗꯕꯅꯤ, ꯃꯈꯣꯏꯒꯤ ꯃꯈꯥꯗ ꯂꯩꯕ ꯃꯤꯑꯣꯏꯁꯤꯡꯗ ꯊꯧꯗꯥꯡ ꯂꯧꯅꯕ ꯊꯥꯖꯕ ꯊꯝꯒꯗꯕꯅꯤ ꯑꯃꯁꯨꯡ ꯃꯈꯣꯏꯅ ꯃꯥꯏ ꯄꯥꯛꯅꯕ ꯃꯊꯧ ꯇꯥꯕ ꯁꯄꯣꯔꯠ ꯑꯃꯁꯨꯡ ꯒꯥꯏꯗꯂꯥꯏꯟꯁꯤꯡ ꯄꯤꯒꯗꯕꯅꯤ꯫ ꯏꯝꯄꯥꯇꯤ -ꯑꯐꯕ ꯃꯦꯅꯦꯖꯔ ꯑꯃꯅ ꯃꯈꯣꯏꯒꯤ ꯃꯈꯥꯗ ꯂꯩꯕ ꯃꯤꯑꯣꯏꯁꯤꯡꯒ ꯂꯣꯏꯅꯅ ꯏꯝꯄꯥꯇꯤ ꯇꯧꯕ ꯉꯝꯒꯗꯕꯅꯤ, ꯃꯈꯣꯏꯒꯤ ꯗꯔꯀꯥꯔ ꯑꯣꯏꯕꯁꯤꯡ ꯑꯃꯁꯨꯡ ꯑꯋꯥꯕꯁꯤꯡ ꯑꯗꯨ ꯈꯪꯕ ꯉꯝꯒꯗꯕꯅꯤ ꯑꯃꯁꯨꯡ ꯁꯄꯣꯔꯠ ꯑꯃꯁꯨꯡ ꯄꯥꯎꯇꯥꯛ ꯄꯤꯕ ꯉꯝꯕ ꯑꯣꯏꯒꯗꯕꯅꯤ꯫ ꯂꯦꯞꯇꯅ ꯇꯝꯕ - ꯑꯐꯕꯥ ꯃꯦꯅꯦꯖꯔ ꯑꯃꯅ ꯂꯦꯞꯇꯅ ꯇꯝꯕ ꯑꯃꯁꯨꯡ ꯆꯥꯎꯈꯠꯄꯗ ꯋꯥꯁꯛ ꯂꯧꯒꯗꯕꯅꯤ, ꯃꯈꯣꯏꯒꯤ ꯍꯩꯁꯤꯡꯕ ꯑꯃꯁꯨꯡ ꯂꯧꯁꯤꯡ ꯍꯦꯟꯒꯠꯍꯟꯅꯕꯒꯤ ꯈꯨꯗꯣꯡꯆꯥꯕꯁꯤꯡ ꯊꯤꯒꯗꯕꯅꯤ ꯑꯃꯁꯨꯡ ꯃꯈꯣꯏꯒꯤ ꯃꯈꯥꯗ ꯂꯩꯕ ꯃꯤꯑꯣꯏꯁꯤꯡꯕꯨꯁꯨ ꯑꯗꯨꯃꯛ ꯇꯧꯅꯕ ꯄꯨꯛꯅꯤꯡ ꯊꯧꯒꯠꯀꯗꯕꯅꯤ꯫